ꯅꯍꯥꯛꯅ ꯌꯥꯝꯅ ꯄꯥꯝꯖꯕ ꯇ꯭ꯔꯥꯚꯦꯜ ꯗꯦꯁ꯭ꯇꯤꯅꯦꯁꯟꯒꯤ ꯃꯇꯥꯡꯗ ꯕ꯭ꯂꯣꯒ ꯄꯣꯁ ꯑꯃ ꯁꯦꯝꯃꯨ꯫ ꯑꯩꯒꯤ ꯈ꯭ꯋꯥꯏꯗꯒꯤ ꯄꯥꯝꯖꯕ ꯆꯠꯊꯣꯛ-ꯆꯠꯁꯤꯟꯒꯤ ꯃꯐꯝ ꯑꯁꯤ ꯏꯇꯥꯂꯤꯅꯤ꯫ ꯏꯇꯥꯂꯤ: ꯑꯩꯒꯤ ꯄꯥꯝꯖꯕ ꯆꯠꯊꯣꯛ-ꯆꯠꯁꯤꯟꯒꯤ ꯃꯐꯝ ꯈꯟꯕꯒꯤ ꯃꯇꯥꯡꯗ ꯍꯥꯏꯔꯕꯗ, ꯏꯇꯥꯂꯤ ꯑꯁꯤ ꯑꯩꯒꯤ ꯂꯤꯁ꯭ꯇꯀꯤ ꯃꯊꯛꯇ ꯆꯤꯡꯅꯕ ꯂꯩꯇꯅ ꯂꯥꯛꯏ꯫ ꯂꯩꯕꯥꯛ ꯑꯁꯤꯒꯤ ꯃꯇꯥꯡꯗ ꯇꯁꯦꯡꯅ ꯃꯦꯖꯤꯛ ꯑꯣꯏꯕ ꯋꯥꯐꯝ ꯑꯃ ꯂꯩꯔꯤ꯫ ꯊꯋꯥꯏ ꯌꯥꯎꯕ ꯄꯨꯋꯥꯔꯤꯒꯤ ꯃꯐꯝꯁꯤꯡ ꯑꯃꯁꯨꯡ ꯃꯥꯂꯦꯝꯒꯤ ꯊꯥꯛꯀꯤ ꯃ꯭ꯌꯨꯖꯤꯌꯝꯁꯤꯡꯗꯒꯤ ꯍꯧꯔꯒ ꯑꯈꯟꯅꯕꯥ ꯀꯂꯆꯔ, ꯏꯅꯥꯛ ꯈꯨꯜꯂꯕ ꯀꯨꯂꯤꯅꯔꯤ ꯇ꯭ꯔꯦꯗꯤꯁꯟꯁꯤꯡ, ꯑꯃꯁꯨꯡ ꯃꯁꯤꯒꯤ ꯃꯍꯧꯁꯥꯒꯤ ꯐꯖꯕ ꯐꯥꯎꯕ ꯏꯇꯥꯂꯤꯗ ꯇꯁꯦꯡꯅ ꯄꯨꯝꯅꯃꯛ ꯂꯩꯔꯤ꯫ ꯏꯇꯥꯂꯤꯗ ꯆꯠꯄꯒꯤ ꯃꯇꯥꯡꯗ ꯑꯩꯍꯥꯛꯅ ꯈ꯭ꯋꯥꯏꯗꯒꯤ ꯄꯥꯝꯖꯕ ꯋꯥꯐꯝ ꯑꯃꯗꯤ ꯃꯁꯤꯒꯤ ꯄꯨꯋꯥꯔꯤ ꯑꯁꯤ ꯊꯤꯖꯤꯟꯕꯅꯤ꯫ ꯑꯔꯤꯕ ꯁꯤꯚꯤꯂꯥꯏꯖꯦꯁꯟꯒꯤ ꯃꯐꯝ ꯑꯃ ꯑꯣꯏꯅ ꯏꯇꯥꯂꯤ ꯑꯁꯤ ꯄꯨꯋꯥꯔꯤ ꯑꯃꯁꯨꯡ ꯑꯥꯔꯇꯅ ꯊꯜꯂꯕ ꯃꯐꯝ ꯑꯃꯅꯤ꯫ ꯔꯣꯝ ꯌꯦꯡꯕꯤꯌꯨ, ꯃꯗꯨꯒꯤ ꯂꯝꯕꯤꯁꯤꯡꯅ ꯑꯗꯣꯝꯕꯨ ꯆꯍꯤ ꯂꯤꯁꯤꯡ ꯀꯌꯥꯒꯤ ꯄꯨꯋꯥꯔꯤꯗ ꯂꯝꯖꯤꯡꯕꯤꯒꯅꯤ, ꯑꯔꯤꯕ ꯀꯣꯂꯣꯁꯤꯌꯝꯗꯒꯤ ꯍꯧꯔꯒ ꯃꯥꯂꯦꯝꯒꯤ ꯈ꯭ꯋꯥꯏꯗꯒꯤ ꯆꯥꯎꯕ ꯀꯂꯥ ꯈꯔꯒꯤ ꯃꯌꯨꯝ ꯑꯣꯏꯔꯤꯕ ꯚꯤꯌꯥꯇꯤꯀꯥꯟꯁ ꯚ꯭ꯌꯥꯇꯤꯀꯥꯟ ꯁꯤꯇꯤ ꯐꯥꯎꯕ ꯏꯇꯥꯂꯤꯒꯤ ꯄꯨꯋꯥꯔꯤ ꯑꯃꯁꯨꯡ ꯀꯂꯆꯔꯅ ꯑꯗꯣꯝ ꯑꯉꯛꯄ ꯄꯣꯛꯀꯅꯤ꯫ ꯐ꯭ꯂꯣꯔꯦꯟꯁ, ꯚꯦꯅꯤꯁ, ꯑꯃꯁꯨꯡ ꯃꯤꯂꯥꯟꯒꯨꯝꯕ ꯁꯍꯔꯁꯤꯡꯗ ꯈꯣꯡꯗꯥꯔꯛꯄ ꯃꯇꯝꯗ ꯃꯥꯂꯦꯝꯒꯤ ꯈ꯭ꯋꯥꯏꯗꯒꯤ ꯆꯥꯎꯕ ꯀꯂꯥ ꯑꯃꯁꯨꯡ ꯑꯥꯔꯀꯤꯇꯦꯛꯆꯔꯒꯤ ꯂꯟ ꯈꯔ ꯎꯕ ꯐꯪꯒꯅꯤ꯫ ꯏꯇꯥꯂꯤꯒꯤ ꯃꯍꯧꯁꯥꯒꯤ ꯐꯖꯕ ꯑꯁꯤꯅ ꯑꯩꯒꯤ ꯄꯥꯝꯖꯕ ꯃꯐꯝꯁꯤꯡꯒꯤ ꯃꯅꯨꯡꯗ ꯑꯃꯅꯤ ꯍꯥꯏꯕꯒꯤ ꯑꯇꯣꯞꯄ ꯃꯔꯝ ꯑꯃꯅꯤ꯫ ꯏꯇꯥꯂꯤꯒꯤ ꯁꯃꯨꯗ꯭ꯔ ꯈꯣꯡꯕꯥꯜ ꯑꯁꯤ ꯌꯥꯝꯅ ꯉꯛꯄ ꯃꯐꯝ ꯑꯃꯅꯤ, ꯑꯃꯜꯐꯤ ꯀꯣꯁ꯭ꯠ, ꯁꯤꯅꯛꯕꯦ ꯇꯦꯔꯦ ꯑꯃꯁꯨꯡ ꯀꯦꯄ꯭ꯔꯤ ꯗ꯭ꯕꯤꯞ ꯑꯁꯤ ꯂꯝꯀꯣꯏꯕꯁꯤꯡꯒꯤ ꯃꯔꯛꯇ ꯈ꯭ꯋꯥꯏꯗꯒꯤ ꯃꯃꯤꯡ ꯆꯠꯄ ꯃꯐꯝ ꯑꯃꯅꯤ꯫ ꯅꯣꯡꯄꯣꯛ ꯊꯪꯕꯥ ꯁꯔꯨꯛꯇꯥ ꯆꯠꯂꯒꯥ ꯗꯣꯂꯣꯃꯥꯏꯠꯀꯤ ꯊꯋꯥꯏ ꯌꯥꯎꯕ ꯇꯨꯔꯦꯜꯒꯤ ꯃꯑꯣꯡ ꯃꯇꯧ ꯑꯃꯁꯨꯡ ꯂꯦꯛ ꯀꯣꯃꯣ ꯑꯃꯁꯨꯡ ꯂꯦꯛ ꯒꯥꯔꯗꯥꯒꯨꯝꯕꯥ ꯅꯨꯡꯉꯥꯏꯔꯕꯥ ꯂꯦꯛꯁꯤꯡ ꯑꯁꯤꯅ ꯅꯍꯥꯛꯀꯤ ꯊꯋꯥꯏ ꯌꯥꯎꯕ ꯑꯗꯨ ꯁꯣꯏꯗꯅ ꯂꯧꯊꯣꯛꯀꯅꯤ꯫ ꯀꯅꯥꯒꯨꯝꯕ ꯑꯃꯅ ꯏꯇꯥꯂꯤꯒꯤ ꯃꯔꯝꯗ ꯋꯥꯔꯤ ꯁꯥꯕꯥ ꯉꯝꯂꯣꯏ, ꯃꯁꯤꯒꯤ ꯃꯆꯤ ꯑꯣꯏꯕꯥ ꯆꯤꯟꯖꯥꯛꯀꯤ ꯃꯇꯥꯡꯗ ꯄꯟꯕꯗ꯫ ꯏꯇꯥꯂꯤꯒꯤ ꯆꯤꯟꯖꯥꯛ ꯑꯁꯤ ꯏꯆꯝ ꯆꯝꯕꯥ ꯄꯣꯠꯂꯝꯁꯤꯡꯒꯤ ꯁꯦꯂꯦꯕ꯭ꯔꯦꯁꯟ ꯑꯃꯅꯤ, ꯑꯃꯁꯨꯡ ꯂꯩꯕꯥꯛ ꯑꯁꯤꯒꯤ ꯂꯝꯗꯝ ꯑꯁꯤꯒꯤ ꯀꯨꯂꯤꯅꯔꯤ ꯇ꯭ꯔꯦꯗꯤꯁꯟꯁꯤꯡꯒꯤ ꯇꯣꯞ ꯇꯣꯞꯄꯥ ꯃꯑꯣꯡ ꯑꯁꯤꯅꯥ ꯃꯇꯝ ꯄꯨꯝꯅꯃꯛꯇ ꯑꯅꯧꯕ ꯋꯥꯐꯝ ꯑꯃ ꯊꯤꯗꯣꯛꯄ ꯉꯝꯃꯤ ꯍꯥꯏꯕꯅꯤ꯫ ꯃꯤꯠ ꯎꯗꯕ ꯄꯥꯁꯇꯥ ꯆꯥꯛꯁꯉ ꯑꯃꯁꯨꯡ ꯄꯤꯖꯕꯁꯤꯡꯗꯒꯤ ꯍꯧꯔꯒꯥ ꯅꯧꯅꯥ ꯂꯧꯕꯥ ꯁꯃꯨꯗ꯭ꯔꯒꯤ ꯄꯣꯠꯂꯝꯁꯤꯡ ꯑꯃꯁꯨꯡ ꯃꯥꯂꯦꯝꯒꯤ ꯃꯃꯤꯡ ꯂꯩꯔꯕ ꯋꯥꯏꯟꯁꯤꯡ ꯐꯥꯎꯕ ꯐꯪꯏ꯫ ꯑꯔꯣꯏꯕꯗ ꯏꯇꯥꯂꯤꯒꯤ ꯃꯤꯅꯨꯡꯁꯤ ꯑꯁꯤ ꯃꯁꯤꯒꯤ ꯃꯤꯌꯥꯝꯗ ꯎꯕ ꯐꯪꯏ꯫ ꯏꯇꯥꯂꯤꯒꯤ ꯃꯤꯑꯣꯏꯁꯤꯡ ꯑꯁꯤ ꯃꯈꯣꯏꯒꯤ ꯅꯨꯡꯁꯤꯕ ꯑꯃꯁꯨꯡ ꯃꯔꯨꯞ-ꯃꯄꯥꯡ ꯑꯣꯏꯕꯒꯤ ꯃꯑꯣꯡ ꯃꯇꯧꯒꯤꯗꯃꯛ ꯈꯪꯅꯩ, ꯑꯃꯁꯨꯡ ꯃꯈꯣꯏꯒꯤ ꯄꯨꯟꯁꯤꯕꯨ ꯅꯨꯡꯁꯤꯕ ꯑꯁꯤ ꯇꯝꯖꯅꯤꯐꯥꯏ ꯃꯇꯧ ꯑꯃꯅꯤ꯫ ꯑꯩꯅ ꯏꯇꯥꯂꯤꯕꯨ ꯅꯨꯡꯁꯤꯖꯕꯒꯤ ꯃꯔꯝ ꯀꯌꯥ ꯑꯃꯥ ꯂꯩꯔꯤ, ꯑꯃꯁꯨꯡ ꯃꯁꯤ ꯑꯩꯒꯤ ꯈ꯭ꯕꯥꯏꯗꯒꯤ ꯄꯥꯃꯖꯕꯥ ꯆꯠꯊꯣꯛ-ꯆꯠꯁꯤꯅꯒꯤ ꯃꯐꯝ ꯑꯣꯏꯔꯤ꯫ ꯃꯁꯤꯒꯤ ꯏꯅꯥꯛ ꯈꯨꯜꯂꯕꯥ ꯄꯨꯋꯥꯔꯤ, ꯑꯉꯛꯄ ꯃꯍꯧꯁꯥꯒꯤ ꯃꯐꯝꯁꯤꯡ, ꯃꯆꯤ ꯑꯣꯏꯕ ꯆꯤꯟꯖꯥꯛꯁꯤꯡ, ꯑꯃꯁꯨꯡ ꯅꯨꯡꯉꯥꯏꯔꯕ ꯃꯤꯅꯨꯡꯁꯤꯗꯒꯤ, ꯇꯁꯦꯡꯅꯥ ꯃꯤꯄꯨꯝ ꯈꯨꯗꯤꯡꯃꯛꯅ ꯅꯨꯡꯉꯥꯏꯕ ꯌꯥꯕ ꯋꯥꯐꯝ ꯑꯃ ꯂꯩꯔꯤ꯫ ꯑꯗꯣꯝ ꯃꯇꯝ ꯁꯥꯡꯅ ꯆꯠꯂꯕ ꯂꯝꯀꯣꯏꯕ ꯑꯃ ꯑꯣꯏꯔꯕꯁꯨ, ꯅꯠꯇ꯭ꯔꯒ ꯆꯠꯊꯣꯛ-ꯆꯠꯁꯤꯟꯒꯤ ꯅꯨꯡꯉꯥꯏꯕꯁꯤꯡ ꯈꯪꯕꯥ ꯍꯧꯔꯛꯄ ꯃꯤꯑꯣꯏ ꯑꯃ ꯑꯣꯏꯔꯕꯁꯨ, ꯏꯇꯥꯂꯤ ꯑꯁꯤ ꯁꯣꯏꯗꯅ ꯑꯗꯣꯝꯒꯤ ꯂꯤꯁꯇ ꯌꯥꯎꯒꯗꯕꯅꯤ꯫